ꯑꯦꯖꯨꯀꯦꯁꯟꯗ ꯑꯥꯔꯠꯀꯤ ꯃꯒꯨꯟꯒꯤ ꯃꯇꯥꯡꯗ ꯋꯥꯍꯩ ꯆꯥꯃꯉꯥ ꯒꯤ ꯕ꯭ꯂꯣꯛ ꯄꯣꯁ ꯑꯃ ꯏꯕꯤꯌꯨ꯫ ꯑꯥꯔꯠ ꯑꯁꯤ ꯑꯦꯖꯨꯀꯦꯁꯟꯒꯤ ꯇꯉꯥꯏꯐꯗꯕ ꯁꯔꯨꯛ ꯑꯃꯅꯤ ꯑꯃꯁꯨꯡ ꯀꯅꯥꯒꯨꯝꯕ ꯑꯃꯒꯤ ꯀ꯭ꯔꯤꯌꯦꯇꯤꯞ ꯑꯦꯛꯁꯄ꯭ꯔꯦꯁꯟ ꯑꯃꯁꯨꯡ ꯀꯣꯛꯅꯤꯇꯤꯞ ꯆꯥꯎꯈꯠꯅꯕ ꯁꯦꯝꯒꯠꯄꯗ ꯃꯔꯨꯑꯣꯏꯕ ꯊꯧꯗꯥꯡ ꯂꯧꯔꯤ꯫ ꯃꯤꯑꯣꯏꯕꯒꯤ ꯁꯃꯥꯖꯀꯤ ꯑꯍꯥꯟꯕ ꯇꯥꯡꯀꯛꯁꯤꯡꯗꯒꯤ ꯍꯧꯅ ꯑꯥꯔꯠ ꯑꯁꯤ ꯀꯜꯆꯔꯒꯤ ꯃꯁꯛ ꯇꯥꯛꯄ ꯑꯃꯁꯨꯡ ꯃꯤꯑꯣꯏꯕꯅ ꯃꯈꯣꯏꯒꯤ ꯅꯨꯡꯒꯤ ꯑꯣꯏꯕ ꯋꯥꯈꯜꯂꯣꯟꯁꯤꯡ ꯑꯗꯨ ꯃꯆꯨ, ꯃꯑꯣꯡ ꯑꯃꯁꯨꯡ ꯃꯑꯣꯡ ꯃꯇꯧꯁꯤꯡꯒ ꯂꯣꯏꯅꯅ ꯐꯣꯡꯗꯣꯛꯄꯗ ꯃꯇꯦꯡ ꯄꯥꯡꯅꯕ ꯁꯤꯖꯤꯟꯅꯔꯛꯈꯤ꯫ ꯑꯥꯔꯠ ꯑꯦꯖꯨꯀꯦꯁꯟꯅ ꯃꯍꯩꯔꯣꯏꯁꯤꯡꯗ ꯃꯈꯣꯏꯒꯤ ꯑꯀꯣꯏꯕꯗ ꯂꯩꯔꯤꯕ ꯃꯥꯂꯦꯝ ꯑꯁꯤꯒꯤ ꯃꯔꯝꯗ ꯈꯪꯅꯕ, ꯇꯣꯉꯥꯟ-ꯇꯣꯉꯥꯟꯕ ꯃꯦꯗꯤꯌꯝꯁꯤꯡꯗ ꯑꯦꯛꯁꯄ꯭ꯔꯤꯃꯦꯟꯇ ꯇꯧꯅꯕ ꯑꯃꯁꯨꯡ ꯃꯈꯣꯏꯒꯤ ꯑꯈꯟꯅꯕ ꯈꯣꯟꯖꯦꯜ ꯁꯦꯝꯒꯠꯅꯕ ꯂꯝꯕꯤ ꯑꯃ ꯄꯤꯔꯤ꯫ ꯃꯁꯤꯅ ꯃꯍꯩꯔꯣꯏꯁꯤꯡꯒꯤ ꯏꯟꯇꯦꯂꯦꯛꯆꯨꯑꯦꯜ, ꯏꯃꯣꯁꯅꯦꯜ, ꯑꯃꯁꯨꯡ ꯁꯣꯁꯤꯑꯦꯜ ꯆꯥꯎꯈꯠꯄꯗ ꯃꯇꯦꯡ ꯄꯥꯡꯏ ꯑꯃꯁꯨꯡ ꯃꯈꯣꯏꯒꯤ ꯋꯥꯈꯜꯂꯣꯟ ꯑꯃꯁꯨꯡ ꯐꯤꯜꯂꯤꯡꯁꯤꯡ ꯄꯥꯎ ꯐꯥꯎꯗꯣꯛꯅꯕꯒꯤ ꯁꯛꯇꯤ ꯂꯩꯕ ꯈꯨꯠꯂꯥꯏꯁꯤꯡ ꯄꯤꯔꯤ꯫ ꯕ꯭ꯂꯣꯛ ꯑꯁꯤꯗ ꯑꯩꯈꯣꯏꯅ ꯑꯦꯖꯨꯀꯦꯁꯟ ꯑꯥꯔꯠꯀꯤ ꯃꯒꯨꯟ ꯑꯃꯁꯨꯡ ꯃꯁꯤꯅ ꯅꯍꯥ ꯑꯣꯏꯔꯤꯕ ꯋꯥꯈꯜꯂꯣꯟꯁꯤꯡꯕꯨ ꯀꯔꯝꯅ ꯇ꯭ꯔꯥꯟꯁꯐꯣꯔꯝ ꯇꯧꯕꯒꯦ ꯍꯥꯏꯕꯗꯨ ꯊꯤꯖꯤꯜꯂꯤ꯫ ꯑꯥꯔꯠꯅ ꯃꯍꯩꯔꯣꯏꯁꯤꯡꯒꯤ ꯃꯔꯛꯇ ꯀ꯭ꯔꯤꯌꯦꯇꯤꯕꯤꯇꯤ ꯑꯃꯁꯨꯡ ꯏꯅꯣꯕꯦꯁꯟ ꯄꯨꯛꯅꯤꯡ ꯊꯧꯒꯠꯂꯤ꯫ ꯃꯁꯤꯅ ꯃꯈꯣꯏꯒꯤ ꯏꯃꯦꯖꯃꯦꯟꯇ ꯑꯗꯨ ꯑꯦꯛꯁꯔꯁꯥꯏꯖ ꯇꯧꯕꯥ ꯑꯃꯁꯨꯡ ꯇꯝꯕꯒꯤ ꯀꯟꯚꯦꯟꯁꯅꯦꯜ ꯃꯣꯗꯦꯜꯁꯤꯡꯗꯒꯤ ꯍꯦꯟꯅ ꯋꯥꯈꯜ ꯈꯟꯕ ꯌꯥꯍꯜꯂꯤ꯫ ꯑꯁꯤꯒꯨꯝꯕꯥ ꯃꯑꯣꯡꯗ, ꯑꯥꯔꯠꯀꯤ ꯈꯨꯠꯊꯥꯡꯗ ꯀ꯭ꯔꯤꯌꯦꯇꯤꯞ ꯑꯣꯏꯕ ꯋꯥꯈꯜꯂꯣꯟ ꯁꯦꯝꯒꯠꯄꯅ ꯀ꯭ꯂꯥꯁꯔꯨꯝꯗ ꯑꯃꯁꯨꯡ ꯅꯨꯡꯇꯤꯒꯤ ꯄꯨꯟꯁꯤꯗ ꯑꯅꯧꯕ ꯑꯣꯏꯊꯣꯛꯄ ꯌꯥꯕꯁꯤꯡꯒꯤ ꯃꯥꯂꯦꯝ ꯑꯃ ꯍꯥꯡꯗꯣꯛꯂꯤ꯫ ꯃꯍꯩꯔꯣꯏꯁꯤꯡꯅ ꯃꯈꯣꯏꯒꯤ ꯇꯝꯕꯗ ꯑꯥꯔꯠ ꯑꯁꯤ ꯌꯥꯎꯍꯟꯕ ꯃꯇꯝꯗ ꯑꯦꯛꯁꯄ꯭ꯔꯤꯃꯦꯟꯇ ꯇꯧꯕ, ꯄ꯭ꯔꯣꯕ꯭ꯂꯦꯝ ꯁꯣꯜꯕ ꯇꯧꯕꯗ ꯌꯥꯎꯕ ꯑꯃꯁꯨꯡ ꯑꯈꯟꯅꯕ ꯁꯣꯂꯨꯁꯟꯁꯤꯡ ꯄꯨꯊꯣꯛꯄ ꯍꯦꯟꯅ ꯌꯥꯏ꯫ ꯑꯥꯔꯠ ꯑꯦꯖꯨꯀꯦꯁꯟ ꯑꯁꯤ ꯀ꯭ꯔꯥꯐ ꯑꯁꯤꯒꯤ ꯇꯦꯛꯅꯤꯀꯦꯜꯒꯤ ꯑꯣꯏꯕ ꯋꯥꯐꯝꯁꯤꯡꯗꯒꯤ ꯍꯦꯟꯅ ꯆꯠꯂꯤ ꯑꯃꯁꯨꯡ ꯑꯉꯥꯡꯁꯤꯡꯗ ꯁꯣꯁꯤꯑꯣ-ꯏꯃꯣꯁꯅꯦꯜ ꯁ꯭ꯀꯤꯜꯁꯤꯡ ꯁꯦꯝꯒꯠꯅꯕ ꯑꯆꯧꯕ ꯈꯨꯠꯂꯥꯏ ꯑꯃꯅꯤ꯫ ꯑꯥꯔꯠ ꯀ꯭ꯂꯥꯁꯔꯨꯝ ꯑꯃꯒꯤ ꯁꯥꯐꯕ ꯑꯃꯁꯨꯡ ꯁꯄꯣ꯭ꯔꯠ ꯇꯧꯕ ꯑꯀꯣꯏꯔꯣꯟ ꯑꯁꯤꯅ ꯃꯍꯩꯔꯣꯏꯁꯤꯡꯗ ꯔꯤꯁ꯭ꯛ ꯂꯧꯕ, ꯃꯈꯣꯏꯒꯤ ꯑꯁꯣꯏꯕꯁꯤꯡꯗꯒꯤ ꯇꯝꯁꯤꯟꯕ ꯑꯃꯁꯨꯡ ꯔꯦꯁꯤꯂꯤꯌꯦꯟꯁ ꯁꯦꯝꯒꯠꯄ ꯉꯝꯍꯜꯂꯤ꯫ ꯃꯈꯣꯢꯅ ꯃꯈꯣꯏꯒꯤ ꯏꯃꯣꯁꯟ ꯑꯃꯁꯨꯡ ꯋꯥꯈꯜꯂꯣꯟꯁꯤꯡꯒꯤ ꯈꯨꯠꯊꯥꯡꯗ ꯊꯕꯛ ꯇꯧꯕ ꯇꯝꯃꯤ, ꯃꯈꯣꯏꯒꯤ ꯊꯕꯛꯀꯤ ꯈꯨꯠꯊꯥꯡꯗ ꯑꯇꯣꯞꯄꯁꯤꯡꯒ ꯁꯝꯅꯔꯛꯄ ꯃꯇꯝꯗ ꯏꯝꯄꯥꯇꯤꯒꯤ ꯄ꯭ꯔꯦꯛꯇꯤꯁ ꯇꯧꯏ꯫ ꯑꯥꯔꯠꯅ ꯀꯣꯒꯅꯤꯇꯤꯚ ꯗꯤꯚꯦ ꯂꯞꯃꯦꯟꯠꯗꯁꯨ ꯃꯔꯨꯑꯣꯏꯕ ꯊꯧꯗꯥꯡ ꯂꯧꯔꯤ꯫ ꯗ꯭ꯔꯣꯏꯪ ꯑꯃꯁꯨꯡ ꯄꯦꯟꯇꯤꯡꯗꯒꯤ ꯍꯧꯔꯒ ꯁ꯭ꯀꯜꯞꯇꯤꯡ ꯑꯃꯁꯨꯡ ꯀ꯭ꯔꯥꯞꯇꯤꯡ ꯐꯥꯎꯕ, ꯑꯥꯔꯠ ꯑꯦꯖꯨꯀꯦꯁꯟꯅ ꯃꯍꯩꯔꯣꯏꯁꯤꯡꯗ ꯃꯈꯣꯏꯒꯤ ꯁ꯭ꯄꯦꯁꯤꯑꯦꯜ ꯔꯤꯖꯅꯦꯜ, ꯍꯦꯟ-ꯑꯥꯏ ꯀꯣꯑꯣꯔꯗꯤꯅꯦꯁꯟ, ꯑꯃꯁꯨꯡ ꯐꯥꯏꯅꯦꯜ ꯃꯣꯇꯣꯔ ꯁ꯭ꯀꯤꯜꯁꯤꯡ ꯐꯒꯠꯍꯟꯕꯗ ꯃꯇꯦꯡ ꯄꯥꯡꯏ꯫ ꯁ꯭ꯀꯤꯜꯁꯤꯡ ꯑꯁꯤꯅ ꯑꯉꯥꯡꯁꯤꯡꯕꯨ ꯇꯝꯕꯒꯤ ꯑꯇꯩ ꯂꯝꯁꯤꯡ ꯍꯥꯏꯕꯗꯤ ꯃꯦꯊꯃꯦꯇꯤꯛꯁ, ꯏꯕ, ꯑꯃꯁꯨꯡ ꯂꯥꯏꯔꯤꯛ ꯇꯝꯕꯗ ꯍꯦꯟꯅ ꯐꯕ ꯃꯑꯣꯡꯗ ꯊꯕꯛ ꯇꯧꯕ ꯉꯝꯍꯜꯂꯤ꯫ ꯑꯥꯔꯠꯅ ꯀꯜꯆꯔꯒꯤ ꯉꯝꯈꯩꯁꯤꯡ ꯂꯥꯟꯊꯣꯛꯏ ꯑꯃꯁꯨꯡ ꯃꯍꯩꯔꯣꯏꯁꯤꯡꯗ ꯑꯇꯣꯞꯄ ꯀꯜꯆꯔꯁꯤꯡꯒꯤ ꯃꯔꯝꯗ ꯈꯪꯅꯕ ꯑꯃꯁꯨꯡ ꯊꯥꯒꯠꯅꯕ ꯑꯈꯟꯅꯕ ꯄ꯭ꯂꯦꯠꯐꯣ ꯔꯝ ꯑꯃ ꯄꯤꯔꯤ꯫ ꯑꯥꯔꯠꯀꯤ ꯈꯨꯠꯊꯥꯡꯗ ꯃꯍꯩꯔꯣꯏꯁꯤꯡꯅ ꯃꯥꯂꯦꯝꯒꯤ ꯇꯣꯞ ꯇꯣꯞꯄ ꯃꯑꯣꯡ ꯃꯇꯧꯁꯤꯡ ꯊꯤꯖꯤꯟꯕ ꯌꯥꯏ, ꯈꯦꯠꯅꯕꯁꯤꯡꯕꯨ ꯏꯀꯥꯏ ꯈꯨꯝꯅꯕ ꯇꯝꯕ ꯌꯥꯏ ꯑꯃꯁꯨꯡ ꯃꯥꯂꯦꯝꯗ ꯃꯈꯣꯏꯒꯤ ꯃꯐꯝ ꯑꯗꯨ ꯍꯦꯟꯅ ꯈꯪꯕ ꯉꯝꯃꯤ꯫ ꯑꯇꯣꯞꯄ ꯀꯜꯆꯔꯒꯤ ꯃꯑꯣꯡꯗ ꯃꯩ ꯊꯥꯕ, ꯐꯤ ꯁꯥꯕ, ꯅꯠꯇ꯭ꯔꯒ ꯄꯦꯟꯇꯤꯡ ꯇꯧꯕ ꯑꯁꯤꯒꯨꯝꯕ ꯑꯥꯔꯠ ꯄ꯭ꯔꯣꯖꯦꯛꯁꯤꯡ ꯑꯁꯤ ꯀꯜꯆꯔꯒꯤ ꯑꯦꯋꯦꯌꯔꯅꯦꯁ ꯁꯦꯝꯒꯠꯅꯕ ꯑꯃꯁꯨꯡ ꯃꯍꯩꯔꯣꯏꯁꯤꯡꯒꯤ ꯃꯔꯛꯇ ꯇꯦꯂꯦꯔꯦꯟꯁ ꯍꯦꯟꯒꯠꯍꯟꯅꯕ ꯑꯐꯕ ꯃꯑꯣꯡ ꯑꯃꯅꯤ꯫ ꯑꯔꯣꯏꯕꯗ, ꯑꯥꯔꯠ ꯑꯦꯖꯨꯀꯦꯁꯟꯅ ꯅꯍꯥ ꯑꯣꯏꯔꯤꯕ ꯋꯥꯈꯜꯁꯤꯡꯒꯤꯗꯃꯛꯇ ꯑꯣꯏꯊꯣꯛꯄ ꯌꯥꯕꯁꯤꯡꯒꯤ ꯃꯥꯂꯦꯝ ꯑꯃ ꯍꯥꯡꯗꯣꯛꯂꯤ꯫ ꯃꯁꯤꯅ ꯏꯅꯥꯛ ꯈꯨꯜꯂꯕ ꯑꯃꯁꯨꯡ ꯃꯄꯨꯡ ꯐꯥꯕ ꯑꯦꯛꯁꯄꯔꯤꯌꯦꯟꯁ ꯑꯃ ꯄꯤꯔꯤ, ꯃꯁꯤꯅ ꯃꯤꯑꯣꯏ ꯑꯃꯕꯨ ꯌꯥꯝꯅ ꯂꯨꯕ ꯑꯍꯜꯁꯤꯡ ꯑꯣꯏꯅ ꯁꯦꯝꯒꯠꯂꯤ꯫ ꯃꯁꯤꯅ ꯃꯍꯩꯔꯣꯏꯁꯤꯡꯗ ꯃꯈꯣꯏꯒꯤ ꯑꯄꯥꯝꯕ ꯊꯤꯗꯣꯛꯄ, ꯃꯈꯣꯏꯒꯤ ꯄꯥꯡꯒꯜꯁꯤꯡ ꯁꯦꯝꯒꯠꯄ ꯑꯃꯁꯨꯡ ꯀ꯭ꯔꯤꯌꯦꯇꯤꯞ ꯑꯥꯔꯠꯁꯤꯡꯗ ꯀꯦꯔꯤꯌꯔ ꯑꯃ ꯂꯧꯕ ꯌꯥꯍꯜꯂꯤ꯫ ꯒ꯭ꯔꯥꯐꯤꯛ ꯗꯤꯖꯥꯏꯅꯔꯗꯒꯤ ꯍꯧꯔꯒ ꯑꯥꯔꯀꯤꯇꯦꯛꯆꯔ ꯐꯥꯎꯕ, ꯑꯥꯔꯠ ꯑꯦꯖꯨꯀꯦꯁꯟꯅ ꯃꯍꯩꯔꯣꯏꯁꯤꯡꯅ ꯃꯈꯣꯏꯅ ꯈꯟꯒꯠꯂꯕ ꯂꯝꯗ ꯃꯥꯏꯄꯥꯛꯅꯕ ꯌꯨꯝꯐꯝ ꯊꯝꯂꯤ꯫ ꯂꯣꯏꯁꯤꯜꯂꯛꯄꯗ, ꯑꯦꯖꯨꯀꯦꯁꯟꯗ ꯑꯥꯔꯠꯀꯤ ꯃꯒꯨꯟ ꯑꯁꯤ ꯌꯥꯝꯅ ꯅꯦꯝꯅ ꯂꯧꯕ ꯌꯥꯔꯣꯏ꯫ ꯃꯁꯤꯅ ꯀ꯭ꯔꯤꯌꯦꯇꯤꯕꯤꯇꯤ ꯍꯦꯅꯒꯠꯍꯜꯂꯤ, ꯁꯣꯁꯤꯑꯣ-ꯏꯃꯣꯁꯅꯦꯜ ꯌꯣꯛꯈꯠꯂꯤ꯫